ꯃꯈꯥꯒꯤ ꯋꯥꯍꯩ ꯄꯔꯦꯡ ꯑꯁꯤꯗꯥ ꯂꯩꯔꯤꯕꯥ ꯃꯤꯑꯣꯏ ꯑꯗꯨ ꯃꯁꯛ ꯈꯪꯗꯣꯛꯎ꯫ ꯃꯤꯑꯣꯏ ꯑꯗꯨꯒꯤ ꯃꯃꯤꯡ ꯑꯥꯎꯠꯄꯨꯠ ꯇꯧ꯫ ꯑꯩꯒꯤ ꯃꯔꯨꯞꯅꯥ ꯐꯨꯠꯕꯣꯜ ꯁꯥꯟꯅꯕꯥ ꯄꯥꯝꯃꯤ꯫ ꯋꯥꯍꯩ ꯑꯗꯨꯅ ꯌꯥꯎꯔꯤꯕꯥ ꯃꯤꯑꯣꯏ ꯑꯗꯨ ꯋꯥꯔꯤꯃꯆꯥꯒꯤ ꯃꯔꯨꯞ ꯑꯣꯏꯅꯥ ꯈꯪꯅꯩ, ꯑꯗꯨꯝ ꯑꯣꯏꯅꯃꯛ ꯃꯔꯨꯞ ꯑꯗꯨꯒꯤ ꯃꯃꯤꯡꯗꯤ ꯌꯥꯎꯗꯦ꯫ ꯀ꯭ꯂꯥꯁꯤꯐꯤꯀꯦꯁꯟꯒꯤ ꯊꯕꯛ ꯃꯈꯥꯗꯥ ꯄꯤꯔꯤꯕꯥ ꯄꯤꯌꯥꯅꯣ ꯄꯤꯁ ꯑꯁꯤ ꯀ꯭ꯂꯥꯁꯤꯀꯦꯜ ꯅꯠꯇ꯭ꯔꯒꯥ ꯖꯦꯖ ꯖꯦꯅꯔ ꯑꯣꯏꯅꯥ ꯀ꯭ꯂꯥꯁꯤꯐꯥꯏ ꯇꯧ꯫ ꯑꯩꯍꯥꯛ ꯌꯥꯝꯅꯥ ꯅꯨꯡꯉꯥꯏꯔꯌꯦ, ꯑꯩꯍꯥꯛ ꯇꯦꯛꯁꯇꯥ ꯌꯨꯝꯐꯝ ꯑꯣꯏꯕꯥ ꯑꯔꯇꯤꯐꯤꯁꯦꯜ ꯏꯟꯇꯤꯂꯤꯖꯦꯟꯁꯅꯤ ꯑꯃꯁꯨꯡ ꯑꯣꯗꯤꯇꯣꯔꯤ ꯏꯟꯄꯨꯠ ꯇꯥꯕꯒꯤ ꯀꯦꯄꯦꯕꯤꯂꯤꯇꯤ ꯂꯩꯇꯦ꯫ ꯑꯩꯍꯥꯛꯅꯥ ꯃꯁꯤꯕꯨ ꯀ꯭ꯂꯥꯁꯤꯐꯥꯏ ꯇꯧꯕꯗꯥ ꯃꯇꯦꯡ ꯄꯥꯡꯕꯥ ꯉꯝꯅꯕꯥ ꯑꯗꯣꯝꯅꯥ ꯑꯩꯉꯣꯟꯗꯥ ꯋꯥꯐꯝ ꯑꯁꯤꯒꯤ ꯃꯇꯥꯡꯗꯥ ꯑꯀꯨꯞꯄꯥ ꯋꯥꯔꯣꯜꯁꯤꯡ ꯄꯤꯕꯤꯌꯨ꯫ ꯁꯦꯃꯤ ꯑꯍꯨꯝ ꯁꯦꯃꯤ ꯃꯉꯥ ꯑꯃꯁꯨꯡ ꯁꯦꯃꯤ ꯇꯔꯦꯠꯒꯤ ꯃꯊꯛꯇꯥ ꯂꯩꯕꯥ ꯔꯦꯛꯇꯦꯡꯒꯜ ꯄ꯭ꯔꯤꯖꯝ ꯑꯃꯒꯤ ꯃꯊꯛꯇꯥ ꯂꯩꯕꯥ ꯃꯐꯝ ꯑꯗꯨ ꯂꯦꯞꯊꯣꯛꯎ꯫ ꯔꯦꯛꯇꯦꯡꯒꯜ ꯄ꯭ꯔꯤꯖꯝ ꯑꯃꯒꯤ ꯑꯄꯨꯟꯕꯥ ꯁꯔꯐꯦꯁ ꯑꯦꯔꯤꯌꯥ ꯑꯁꯤ ꯃꯁꯤꯒꯤ ꯐꯦꯁ ꯇꯥꯔꯨꯛꯀꯤ ꯑꯦꯔꯤꯌꯥꯁꯤꯡꯒꯤ ꯁꯝꯒꯥ ꯂꯣꯏꯅꯅꯥ ꯂꯦꯞꯊꯣꯛꯄꯥ ꯌꯥꯏ꯫ ꯑꯗꯨꯅꯥ, ꯄꯤꯔꯤꯕꯥ ꯔꯦꯛꯇꯦꯡꯒꯨꯂꯔ ꯄ꯭ꯔꯤꯖꯝ ꯑꯁꯤꯒꯤ ꯁꯔꯐꯦꯁ ꯑꯦꯔꯤꯌꯥ ꯑꯗꯨ ꯊꯤꯅꯕꯒꯤꯗꯃꯛ, ꯑꯩꯈꯣꯏꯅꯥ ꯀꯪꯒ꯭ꯔꯨꯌꯦꯟ ꯁꯥꯏꯠꯁꯤꯡꯒꯤ ꯄꯦꯔꯥ ꯑꯍꯨꯝꯒꯤ ꯑꯦꯔꯤꯌꯥ ꯑꯗꯨ ꯑꯅꯤꯔꯛ ꯍꯥꯞꯆꯤꯟꯕꯥ ꯃꯊꯧ ꯇꯥꯏ꯫ ꯔꯦꯛꯇꯦꯡꯒꯨꯂꯔ ꯄ꯭ꯔꯤꯖꯝ ꯑꯃꯒꯤ ꯁꯔꯐꯦꯁ ꯑꯦꯔꯤꯌꯥ ꯂꯦꯞꯊꯣꯛꯅꯕꯒꯤ ꯐꯣꯔꯃꯨꯂꯥ ꯑꯁꯤ ꯃꯈꯥꯗꯥ ꯄꯤꯔꯤ: ꯁꯔꯐꯦꯁ ꯑꯦꯔꯤꯌꯥ ꯄꯨꯟꯖꯟꯅꯕ ꯃꯐꯝꯁꯤꯗꯥ ꯑꯃꯁꯨꯡ ꯑꯁꯤ ꯔꯦꯛꯇꯦꯡꯒꯨꯂꯔ ꯄ꯭ꯔꯤꯖꯝ ꯑꯗꯨꯒꯤ ꯃꯄꯥꯟꯊꯪꯕꯥ ꯁꯔꯨꯛꯁꯤꯡꯅꯤ꯫ ꯑꯄꯤꯕꯥ ꯋꯥꯍꯩ ꯑꯗꯨꯗꯥ ꯑꯍꯣꯡꯕꯥ ꯑꯃꯥ ꯄꯨꯔꯛꯅꯕꯒꯤ ꯑꯣꯞꯁꯟ ꯑꯗꯨ ꯈꯪꯗꯣꯛꯎ꯫ ꯑꯩꯍꯥꯛ ꯑꯦꯄꯜ ꯈꯔꯥ ꯂꯧꯅꯕꯥ ꯁ꯭ꯇꯣꯔꯗꯥ ꯆꯠꯂꯤ꯫ ꯋꯥꯍꯩ ꯑꯗꯨꯗꯥ ꯑꯍꯣꯡꯕꯥ ꯄꯨꯔꯛꯄꯥ ꯌꯥꯕꯥ ꯑꯣꯞꯁꯟ ꯈꯔꯥ ꯃꯈꯥꯗꯥ ꯄꯤꯔꯤ: ꯇꯦꯟꯁꯟ ꯍꯣꯡꯗꯣꯛꯄꯥ: ꯑꯩꯅꯥ ꯑꯦꯄꯜ ꯈꯔꯥ ꯂꯧꯅꯕꯥ ꯁ꯭ꯇꯣꯔꯗꯥ ꯆꯠꯈꯤ꯫ ꯃꯤꯑꯣꯏ ꯍꯣꯡꯗꯣꯛꯄꯥ: ꯅꯍꯥꯛꯅꯥ ꯑꯦꯄꯜ ꯈꯔꯥ ꯂꯧꯅꯕꯥ ꯁ꯭ꯇꯣꯔꯗꯥ ꯆꯠꯂꯤ꯫ ꯑꯣꯕꯖꯦꯛꯇ ꯆꯦꯟꯖ: ꯑꯩꯅꯥ ꯑꯣꯔꯦꯟꯖ ꯈꯔꯥ ꯂꯧꯅꯕꯥ ꯁ꯭ꯇꯣꯔꯗꯥ ꯆꯠꯂꯤ꯫ ꯁꯕꯖꯦꯛꯇ ꯍꯣꯡꯗꯣꯛꯄꯥ: ꯑꯩꯒꯤ ꯃꯔꯨꯞ ꯑꯁꯤ ꯑꯦꯄꯜ ꯈꯔꯥ ꯂꯧꯅꯕꯥ ꯁ꯭ꯇꯣꯔꯗꯥ ꯆꯠꯂꯤ꯫ ꯃꯐꯝ ꯍꯣꯡꯗꯣꯛꯄꯥ: ꯑꯩꯅꯥ ꯃꯣꯜꯗꯥ ꯑꯦꯄꯜ ꯈꯔꯥ ꯂꯧꯅꯕꯥ ꯆꯠꯂꯤ꯫ ꯄꯦꯁꯤꯕ ꯚꯣꯏꯁ: ꯑꯦꯄꯜ ꯈꯔꯗꯤ ꯑꯩꯅꯥ ꯁ꯭ꯇꯣꯔꯗꯥ ꯂꯧꯕꯥ ꯆꯠꯂꯤ꯫